ꯏꯁꯥꯛ ꯅꯤꯎꯇꯟꯒꯤ ꯃꯦꯊꯃꯦꯇꯤꯀꯦꯜ ꯗꯤꯁꯀꯣꯚꯔꯤꯁꯤꯡꯒꯤ ꯃꯇꯥꯡꯗ ꯄꯦꯔꯥꯒ꯭ꯔꯥꯐ ꯑꯃꯒꯤ ꯁꯝꯖꯤꯟꯅꯐꯝ ꯑꯃ ꯏꯕꯤꯌꯨ꯫ ꯏꯁꯥꯛ ꯅꯤꯎꯇꯟ ꯑꯁꯤ ꯄꯨꯋꯥꯔꯤꯗ ꯈ꯭ꯋꯥꯏꯗꯒꯤ ꯃꯃꯤꯡ ꯆꯠꯄ ꯁꯥꯏꯟꯇꯤꯁꯁꯤꯡꯒꯤ ꯃꯅꯨꯡꯗ ꯑꯃꯅꯤ, ꯃꯍꯥꯛꯅ ꯃꯦꯊꯃꯦꯇꯤꯛꯁꯀꯤ ꯂꯝꯗ ꯃꯔꯨꯑꯣꯏꯕ ꯊꯧꯗꯥꯡ ꯂꯧꯈꯤ꯫ ꯃꯍꯥꯛ ꯑꯁꯤ ꯀꯦꯜꯀꯨꯂꯁ ꯍꯥꯏꯅ ꯈꯪꯅꯕ ꯃꯦꯊꯃꯦꯇꯤꯛꯁꯀꯤ ꯁꯔꯨꯛ ꯑꯃ ꯁꯦꯝꯒꯠꯄꯒꯤꯗꯃꯛ ꯄꯥꯛ ꯁꯟꯅ ꯁꯛꯈꯪꯅꯔꯤ, ꯃꯁꯤꯅ ꯃꯇꯝꯒꯤ ꯃꯇꯨꯡ ꯏꯟꯅ ꯄꯣꯠꯁꯤꯡ ꯑꯁꯤ ꯀꯔꯝꯅ ꯍꯣꯡꯂꯛꯄꯒꯦ ꯍꯥꯏꯕꯗꯨ ꯐꯣꯡꯗꯣꯛꯄꯗ ꯁꯤꯖꯤꯟꯅꯩ, ꯃꯗꯨꯗꯤ ꯄ꯭ꯔꯤꯊꯤꯕꯤꯗ ꯂꯩꯔꯤꯕ ꯒ꯭ꯔꯍꯁꯤꯡ ꯑꯃꯁꯨꯡ ꯄꯣꯠꯁꯤꯡꯒꯤ ꯆꯠꯊꯣꯛ-ꯆꯠꯁꯤꯟ ꯑꯁꯤꯅꯆꯤꯡꯕꯅꯤ꯫ ꯅꯤꯎꯇꯟꯒꯤ ꯐ꯭ꯂꯛꯁꯟꯒꯤ ꯃꯑꯣꯡ ꯑꯁꯤ ꯀꯦꯜꯀꯨꯂꯁꯀꯤ ꯑꯍꯥꯟꯕ ꯃꯑꯣꯡ ꯑꯃꯅꯤ ꯃꯗꯨ ꯃꯍꯥꯛꯅ ꯐꯤꯖꯤꯛꯁ ꯑꯃꯁꯨꯡ ꯑꯦꯁꯇ꯭ꯔꯣꯅꯣꯃꯤꯒꯤ ꯁꯃꯁ꯭ꯌꯥꯁꯤꯡ ꯀꯣꯛꯍꯟꯅꯕ ꯁꯤꯖꯤꯟꯅꯈꯤ꯫ ꯃꯦꯊꯃꯦꯇꯤꯛꯁꯇ ꯃꯍꯥꯛꯀꯤ ꯊꯕꯛꯁꯤꯡꯒꯤ ꯃꯅꯨꯡꯗ ꯊꯣꯏꯗꯣꯛ ꯍꯦꯟꯗꯣꯛꯄ ꯑꯣꯏꯅ ꯕꯥꯏꯅꯣꯃꯤꯑꯦꯜ ꯑꯃꯒꯤ ꯄꯥꯋꯔꯁꯤꯡꯒꯤ ꯑꯦꯜꯖꯦꯕ꯭ꯔꯤꯛ ꯑꯦꯛꯁꯄꯥꯟꯁꯟ ꯑꯗꯨ ꯇꯥꯛꯄ ꯕꯥꯏꯅꯣꯃꯤꯑꯦꯜ ꯊꯤꯑꯣꯔꯤꯝ ꯑꯃꯁꯨꯡ ꯇꯁꯦꯡꯕ ꯚꯦꯜꯌꯨ ꯂꯩꯕ ꯐꯪꯁꯟ ꯑꯃꯒꯤ ꯃꯔꯨꯁꯤꯡꯒꯤ ꯃꯇꯨꯡꯗ ꯍꯦꯟꯅ ꯐꯕ ꯑꯦꯄ꯭ꯔꯣꯆꯃꯦꯟꯠꯁꯤꯡ ꯊꯤꯅꯕꯒꯤꯗꯃꯛ "ꯅꯤꯎꯇꯟ-ꯔꯥꯐꯁꯟ ꯃꯦꯊꯗ" ꯑꯁꯤꯅꯤ꯫ ꯃꯦꯊꯃꯦꯇꯤꯛꯁꯇ ꯅꯤꯎꯇꯟꯒꯤ ꯊꯕꯛ ꯑꯁꯤꯅ ꯄꯥꯛ ꯆꯥꯎꯅ ꯏꯊꯤꯜ ꯄꯤꯈꯤ ꯑꯃꯁꯨꯡ ꯃꯇꯨꯡ ꯇꯥꯔꯛꯄ ꯆꯍꯤꯆꯥꯁꯤꯡꯗ ꯑꯍꯣꯡꯕ ꯀꯌ ꯄꯨꯔꯛꯈꯤ꯫ ꯐꯨꯗ ꯋꯦꯁꯠ ꯍꯟꯊꯍꯟꯅꯕ ꯀ꯭ꯔꯤꯌꯦꯇꯤꯕ ꯑꯣꯏꯕ ꯁꯣꯂꯨꯁꯟ ꯑꯃ ꯁꯦꯝꯒꯠꯄ꯫ ꯐꯨꯗ ꯋꯦꯁꯠ ꯍꯟꯊꯍꯟꯅꯕ ꯁꯣꯂꯨꯁꯟ ꯑꯃꯗꯤ ꯁ꯭ꯃꯥꯔꯠ ꯐꯨꯗ ꯇ꯭ꯔꯦꯀꯤꯡ ꯁꯤꯁ꯭ꯇꯦꯝ ꯑꯃ ꯏꯝꯄ꯭ꯂꯤꯃꯦꯟꯠ ꯇꯧꯕꯅꯤ꯫ ꯃꯁꯤ ꯑꯥꯔꯇꯤꯐꯤꯁꯦꯜ ꯏꯟꯇꯤꯂꯤꯖꯦꯟꯠ ꯅ ꯃꯊꯧ ꯇꯧꯕ ꯑꯦꯞ ꯑꯃ ꯁꯤꯖꯤꯟꯅꯗꯨꯅ ꯐꯪꯕ ꯉꯝꯒꯅꯤ, ꯃꯁꯤꯅ ꯌꯨꯝꯊꯣꯡꯁꯤꯡ ꯑꯃꯁꯨꯡ ꯕꯤꯖꯤꯅꯦꯁꯁꯤꯡꯅ ꯃꯈꯣꯏꯒꯤ ꯆꯥꯅꯕ ꯄꯣꯠꯂꯝ ꯄꯨꯝꯅꯃꯛ, ꯃꯇꯝ ꯂꯣꯏꯕꯒꯤ ꯃꯇꯥꯡ, ꯑꯃꯁꯨꯡ ꯁꯤꯖꯤꯟꯅꯕꯒꯤ ꯃꯇꯥꯡꯗ ꯌꯦꯡꯁꯤꯟꯕꯗ ꯃꯇꯦꯡ ꯄꯥꯡꯏ꯫ ꯑꯦꯞ ꯑꯁꯤꯅ ꯑꯀꯛꯅꯕ ꯆꯤꯟꯖꯥꯛ ꯈꯔꯗꯤ ꯃꯈꯣꯏꯒꯤ ꯃꯇꯝ ꯂꯣꯏꯔꯕ ꯃꯇꯝꯗ ꯅꯣꯇꯤꯐꯤꯀꯦꯁꯟꯁꯤꯡ ꯊꯥꯕ ꯌꯥꯏ ꯑꯃꯁꯨꯡ ꯄꯣꯠꯂꯝꯁꯤꯡ ꯑꯗꯨ ꯁꯤꯖꯤꯟꯅꯔꯤꯕ ꯔꯦꯁꯤꯄꯤꯁꯤꯡ ꯁꯖꯦꯁꯠ ꯇꯧꯕ ꯌꯥꯏ, ꯃꯁꯤꯅ ꯆꯤꯟꯖꯥꯛ ꯃꯥꯡꯍꯟꯕ ꯍꯟꯊꯍꯜꯂꯤ꯫ ꯑꯦꯞ ꯑꯁꯤꯅ ꯀꯟꯖꯨꯃꯔꯁꯤꯡꯒꯤ ꯂꯃꯆꯠ-ꯁꯥꯖꯠꯁꯨ ꯇ꯭ꯔꯦꯛ ꯇꯧꯕ ꯌꯥꯏ ꯑꯃꯁꯨꯡ ꯁꯤꯖꯤꯟꯅꯕꯒꯤ ꯇ꯭ꯔꯦꯟꯗꯁꯤꯡꯗ ꯌꯨꯝꯐꯝ ꯑꯣꯏꯔꯒ ꯇꯨꯡꯗ ꯌꯣꯟꯕ ꯌꯥꯕꯒꯤ ꯔꯤꯀꯃꯦꯟꯗꯦꯁꯟꯁꯤꯡꯁꯨ ꯄꯤꯕ ꯌꯥꯏ꯫ ꯃꯍꯧꯁꯥꯅ ꯄꯣꯠ ꯑꯃ ꯀꯌꯥ ꯌꯥꯝꯅ ꯁꯤꯖꯤꯟꯅꯕꯒꯦ ꯍꯥꯏꯕꯗꯨ ꯈꯪꯗꯣꯛꯇꯨꯅ ꯑꯦꯞ ꯑꯁꯤꯅ ꯑꯄꯤꯛꯄ ꯃꯁꯤꯡ ꯂꯧꯅꯕ ꯅꯠꯇ꯭ꯔꯒ ꯃꯄꯨꯡ ꯐꯥꯅ ꯇꯣꯉꯥꯟꯕ ꯄꯣꯠꯁꯛ ꯑꯃ ꯈꯟꯕꯒꯤ ꯄꯥꯎꯇꯥꯛ ꯄꯤꯕ ꯌꯥꯏ꯫ ꯃꯁꯤꯅ ꯆꯥꯅꯕ ꯄꯣꯠꯂꯝꯁꯤꯡ ꯃꯥꯡꯍꯟ ꯇꯥꯛꯍꯟꯕꯒꯤ ꯀꯃꯟ ꯑꯣꯏꯕ ꯃꯔꯝ ꯑꯃ ꯑꯣꯏꯔꯤꯕ ꯃꯥꯡꯍꯟ ꯇꯥꯛꯍꯟꯕ ꯌꯥꯕ ꯄꯣꯠꯂꯝꯁꯤꯡ ꯍꯦꯟꯅ ꯌꯣꯟꯕ ꯊꯤꯡꯒꯅꯤ꯫ ꯒ꯭ꯔꯣꯁꯔꯤ ꯁ꯭ꯇꯣꯔꯁꯤꯡ ꯑꯃꯁꯨꯡ ꯔꯦꯁꯇꯣꯔꯦꯟꯠꯁꯤꯡꯒꯤ ꯑꯣꯏꯅꯗꯤ, ꯑꯦꯞ ꯑꯁꯤꯅ ꯏꯟꯚꯦꯟꯇꯔꯤ ꯇ꯭ꯔꯦꯛ ꯇꯧꯕꯗꯁꯨ ꯁꯤꯖꯤꯟꯅꯕ ꯌꯥꯏ ꯑꯃꯁꯨꯡ ꯃꯈꯣꯏꯒꯤ ꯃꯇꯝ ꯂꯣꯏꯔꯕ ꯃꯇꯝꯗ ꯄꯣꯠꯂꯝꯁꯤꯡꯗ ꯗꯤꯁꯀꯥꯎꯟꯠ ꯇꯧꯕꯒꯤ ꯃꯇꯝ ꯌꯧꯔꯛꯄ ꯃꯇꯝꯗ ꯃꯦꯅꯦꯖꯔꯁꯤꯡꯗ ꯑꯦꯂꯔꯠ ꯇꯧꯕ ꯌꯥꯏ꯫ ꯃꯁꯤꯅ ꯕꯤꯖꯤꯅꯦꯁ ꯑꯗꯨꯅ ꯍꯧꯖꯤꯀꯛꯁꯨ ꯄꯣꯠꯂꯝꯁꯤꯡ ꯑꯗꯨꯗ ꯀꯥꯟꯅꯕ ꯈꯔ ꯐꯪꯍꯟꯕ ꯉꯝꯒꯅꯤ ꯑꯃꯁꯨꯡ ꯃꯈꯣꯏꯕꯨ ꯊꯥꯗꯣꯛꯄ ꯊꯤꯡꯒꯅꯤ꯫ ꯃꯁꯤꯒꯤ ꯁꯣꯂꯨꯁꯟ ꯑꯁꯤꯅ ꯌꯨꯝꯊꯣꯡꯁꯤꯡ ꯑꯃꯁꯨꯡ ꯕꯤꯖꯤꯅꯦꯁꯁꯤꯡꯒꯤ ꯁꯦꯟ ꯀꯅꯕ ꯉꯝꯕꯒꯤ ꯄꯣꯇꯦꯟꯁꯤꯌꯦꯜ ꯂꯩꯔꯤ ꯑꯃꯁꯨꯡ ꯃꯁꯤꯒ ꯂꯣꯏꯅꯅ ꯂꯦꯟꯐꯤꯜꯁꯤꯡꯗ ꯆꯠꯂꯤꯕ ꯆꯤꯟꯖꯥꯛ ꯃꯥꯡꯍꯟꯕ ꯍꯟꯊꯍꯜꯂꯤ꯫